ꯑꯆꯧꯕ ꯄꯥꯔꯠꯅꯔ ꯑꯃ ꯑꯣꯏꯔꯤꯕ ꯅꯦꯁꯅꯦꯜ ꯄꯤꯄꯜ꯭ꯁ ꯄꯥꯔꯇꯤꯗ ꯃꯤꯅꯤꯁꯇꯔ ꯑꯃꯃꯝ ꯍꯥꯞꯀꯗ꯭ꯔꯥ ꯍꯥꯏꯕꯁꯤ ꯍꯧꯖꯤꯛ ꯍꯧꯖꯤꯛꯀꯤ ꯑꯣꯏꯅ ꯈ꯭ꯋꯥꯏꯗꯒꯤ ꯀꯣꯛ ꯆꯤꯛꯄ ꯇꯥꯟꯐꯝ ꯑꯃ ꯑꯣꯏꯔꯤ꯫ ꯅꯥꯈꯩ ꯁꯦꯡꯕ ꯃꯦꯖꯣꯔꯤꯇꯤ ꯐꯪꯈ꯭ꯔꯕ ꯕꯥꯔꯇꯤꯌꯥ ꯖꯟꯇꯥ ꯄꯥꯔꯇꯤꯅ ꯏꯃꯨꯡꯒꯤ ꯑꯣꯏꯕ ꯋꯥꯊꯣꯛ ꯂꯥꯟꯊꯣꯛꯁꯤꯡ ꯊꯣꯔꯛꯄ ꯈꯔꯗꯪ ꯑꯣꯏꯔꯒꯁꯨ ꯂꯥꯛꯁꯤꯟꯕ ꯉꯝꯅꯅꯕꯒꯤꯗꯃꯛ ꯅꯥꯒꯥ ꯄꯤꯄꯜꯁ ꯐ꯭ꯔꯟꯠ ꯅꯠꯇꯅ ꯑꯇꯣꯞꯄ ꯄꯣꯂꯤꯇꯤꯀꯦꯜ ꯄꯥꯔꯇꯤꯁꯤꯡꯒ ꯄꯋꯥꯔ ꯁꯤꯌꯔꯤꯡ ꯇꯧꯅꯕꯒꯤ ꯋꯥꯐꯝ ꯂꯩꯔꯣꯏ ꯍꯥꯏꯅ ꯃꯃꯥꯡꯊꯛꯇ ꯆꯤꯐ ꯃꯤꯅꯤꯁꯇꯔꯅꯁꯨ ꯐꯣꯡꯗꯣꯛꯈꯤꯕ ꯂꯩꯈ꯭ꯔꯦ꯫ ꯑꯗꯨꯕꯨ ꯑꯅꯧꯕ ꯈꯣꯡꯊꯥꯡ ꯑꯃ ꯑꯣꯏꯅ ꯖꯨꯟ ꯅꯠꯇ꯭ꯔꯒ ꯖꯨꯂꯥꯏꯗ ꯄꯥꯡꯊꯣꯛꯀꯗꯧꯔꯤꯕ ꯂꯩꯕꯥꯛ ꯑꯁꯤꯒꯤ ꯄ꯭ꯔꯁꯤꯗꯦꯟꯠꯀꯤ ꯃꯤꯈꯜꯒꯤ ꯌꯦꯡꯂꯒ ꯕꯥꯔꯇꯤꯌꯥ ꯖꯟꯇꯥ ꯄꯥꯔꯇꯤꯅ ꯀꯔꯝꯕ ꯊꯧꯁꯤꯜ ꯄꯥꯏꯈꯠꯀꯗꯒꯦ ꯍꯥꯏꯕꯁꯤꯁꯨ ꯍꯧꯖꯤꯛꯇꯒꯤ ꯍꯧꯅ ꯂꯦꯞꯊꯣꯛꯍꯧꯗꯕ ꯇꯥꯔꯒꯗꯤ ꯈꯨꯗꯣꯡꯆꯥꯗꯕ ꯃꯥꯌꯣꯛꯅꯔꯛꯄ ꯌꯥꯕꯒꯤ ꯋꯥꯐꯝꯁꯨ ꯄꯟꯅꯔꯤꯕꯅꯤ꯫ ꯄ꯭ꯔꯁꯤꯗꯦꯟꯀꯤ ꯃꯤꯈꯜꯗ ꯑꯣꯄꯣꯖꯤꯁꯟꯒꯤ ꯑꯆꯧꯕ ꯑꯦꯂꯥꯏꯌꯦꯟꯁ ꯑꯃ ꯂꯥꯛꯄ ꯌꯥꯕꯒꯤ ꯏꯪꯒꯤꯠ ꯂꯩꯈ꯭ꯔꯦ꯫ ꯁꯥꯎꯠ ꯏꯟꯗꯤꯌꯥ ꯑꯃꯁꯨꯡ ꯔꯥꯢꯖ ꯈꯔꯗ ꯕꯥꯔꯇꯤꯌꯥ ꯖꯟꯇꯥ ꯄꯥꯔꯇꯤ ꯅꯠꯇꯕ ꯄꯣꯂꯤꯇꯤꯀꯦꯜ ꯄꯥꯔꯇꯤꯁꯤꯡꯒꯤ ꯂꯩꯉꯥꯛ ꯂꯩꯈꯤꯕꯅ ꯃꯔꯝ ꯑꯣꯏꯔꯗꯨꯅ ꯄ꯭ꯔꯁꯤꯗꯦꯟ ꯂꯝꯕꯥ ꯆꯣꯡꯊꯣꯔꯛꯄ ꯇꯥꯔꯒꯗꯤ ꯃꯗꯨꯕꯨ ꯊꯦꯡꯅꯅꯕ ꯃꯤꯆꯪ ꯈꯣꯝꯍꯧꯕ ꯍꯥꯏꯕꯁꯤ ꯇꯉꯥꯏꯐꯗꯕ ꯂꯩꯕꯅ ꯃꯅꯤꯄꯨꯔꯗꯁꯨ ꯑꯇꯣꯞꯄ ꯄꯥꯔꯇꯤꯒꯤ ꯃꯦꯝꯕꯔ ꯑꯣꯐ ꯂꯦꯖꯤꯁꯂꯦꯇꯤꯚ ꯑꯦꯁꯦꯝꯕ꯭ꯂꯤꯁꯤꯡ ꯀꯣꯟꯁꯤꯜꯍꯧꯕꯒꯤ ꯇꯉꯥꯏꯐꯗꯕ ꯂꯩꯕꯗꯨ ꯁꯦꯟꯇꯔꯒꯤ ꯂꯨꯆꯤꯡꯕꯁꯤꯡ ꯁꯣꯏꯗꯅ ꯈꯟꯅꯔꯝꯒꯅꯤ꯫ ꯃꯁꯤꯅ ꯃꯔꯝ ꯑꯣꯏꯔꯒ ꯃꯤꯅꯤꯁꯇꯔ ꯇꯔꯨꯛꯀꯤ ꯐꯝ ꯃꯦꯟꯁꯤꯟꯕꯗ ꯃꯇꯝ ꯂꯧꯕꯅꯤ ꯍꯥꯏꯅꯕꯁꯨ ꯂꯩꯔꯤ꯫ ꯍꯥꯡꯗꯨꯅ ꯂꯩꯍꯧꯔꯤꯕ ꯃꯤꯅꯤꯁꯇꯔ ꯇꯔꯨꯛꯀꯤ ꯐꯝ ꯑꯁꯤ ꯕꯥꯔꯇꯤꯌꯥ ꯖꯟꯇꯥ ꯄꯥꯔꯇꯤꯅ ꯀꯅꯥ ꯀꯅꯥꯗ ꯄꯤꯒꯗꯒꯦ ꯍꯥꯏꯕꯁꯤ ꯌꯥꯝꯅ ꯀꯨꯞꯅ ꯅꯩꯅꯍꯧꯗꯕ ꯇꯥꯔꯒꯗꯤ ꯄꯥꯔꯇꯤ ꯑꯁꯤꯒꯤ ꯃꯅꯨꯡꯗ ꯂꯩꯔꯤꯕ ꯃꯦꯝꯕꯔ ꯑꯣꯐ ꯂꯦꯖꯤꯁꯂꯦꯇꯤꯚ ꯑꯦꯁꯦꯝꯕ꯭ꯂꯤꯁꯤꯡꯒꯤ ꯃꯔꯛꯇ ꯅꯨꯡꯉꯥꯏꯇꯕ ꯈꯔꯗꯤ ꯁꯣꯏꯗꯅ ꯌꯥꯎꯒꯅꯤ꯫ ꯍꯧꯖꯤꯛ ꯆꯤꯐ ꯃꯤꯅꯤꯁꯇꯔ ꯅꯣꯡꯊꯣꯝꯕꯝ ꯕꯤꯔꯦꯟꯗ ꯑꯌꯦꯠꯄ ꯑꯃꯠꯇ ꯌꯥꯎꯗꯅ ꯏꯪꯅ ꯆꯤꯛꯅ ꯂꯩꯉꯥꯛꯄ ꯐꯪꯂꯤꯕꯁꯤ ꯃꯍꯥꯛꯀꯤ ꯑꯣꯏꯕ ꯈꯣꯡꯐꯝ ꯑꯃꯈꯛꯇ ꯂꯥꯛꯀꯗꯕ ꯈꯨꯗꯣꯡꯆꯥꯗꯕ ꯀꯌꯥꯃꯔꯨꯝ ꯃꯥꯌꯣꯛꯅꯔꯛꯄ ꯌꯥꯏ꯫ ꯃꯔꯝ ꯑꯗꯨꯅ ꯃꯤꯅꯤꯁꯇꯔꯒꯤ ꯐꯝ ꯄꯤꯕꯗ ꯂꯥꯏꯅꯁꯨ ꯌꯥꯕ, ꯃꯤꯌꯥꯝꯅꯁꯨ ꯌꯥꯕ ꯑꯃꯁꯨꯡ ꯄꯥꯔꯇꯤꯅꯁꯨ ꯌꯥꯕ ꯈꯜꯂꯒ ꯍꯥꯞꯄꯒꯤ ꯇꯉꯥꯏꯐꯗꯕ ꯂꯩ꯫ ꯃꯔꯨ ꯑꯣꯏꯅ ꯃꯤꯈꯜꯗ ꯕꯥꯔꯇꯤꯌꯥ ꯖꯟꯇꯥ ꯄꯥꯔꯇꯤꯒꯤ ꯚꯣꯠ ꯕꯦꯡ ꯑꯣꯏꯔꯤꯕ ꯆꯨꯔꯥꯆꯥꯟꯄꯨꯔ ꯖꯤꯂꯥꯗ ꯃꯟꯇ꯭ꯔꯤꯒꯤ ꯐꯝ ꯑꯃꯗꯤ ꯍꯥꯞꯍꯧꯕ ꯆꯨꯝꯕ꯭ꯔꯥ ꯍꯥꯏꯕꯁꯤ ꯀꯨꯞꯅ ꯅꯩꯅꯍꯧꯒꯗꯕꯅꯤ꯫ ꯁꯦꯅꯥꯄꯇꯤ, ꯎꯈ꯭ꯔꯨꯜ ꯖꯤꯂꯥꯗ ꯕꯥꯔꯇꯤꯌꯥ ꯖꯟꯇꯥ ꯄꯥꯔꯇꯤ ꯃꯦꯝꯕꯔ ꯑꯣꯐ ꯂꯦꯖꯤꯁꯂꯦꯇꯤꯚ ꯑꯦꯁꯦꯝꯕ꯭ꯂꯤ ꯑꯃ ꯐꯥꯎꯕ ꯂꯩꯇꯦ꯫ ꯍꯥꯏꯔꯤꯕ ꯖꯤꯂꯥ ꯑꯅꯤꯁꯤꯗ ꯕꯥꯔꯇꯤꯌꯥ ꯖꯟꯇꯥ ꯄꯥꯔꯇꯤꯒꯤ ꯃꯄꯥꯡꯒꯜ ꯁꯥꯒꯠꯅꯅꯕ ꯃꯤꯅꯤꯁꯇꯔ ꯄꯤꯕꯒꯤ ꯋꯥꯐꯝꯁꯨ ꯂꯩꯔꯔꯣꯏ꯫ ꯃꯔꯝ ꯑꯗꯨꯅ ꯇꯃꯦꯡꯂꯣꯡ ꯃꯥꯏꯀꯩꯗ ꯅꯥꯏꯇꯣꯝ ꯀꯥꯔꯛꯂꯤꯕ ꯗꯤꯄꯨ ꯒꯥꯡꯃꯩꯗ ꯅꯥꯒꯥꯒꯤ ꯃꯍꯨꯠ ꯁꯤꯜꯂꯒ ꯃꯤꯅꯤꯁꯇꯔ ꯄꯤꯒꯗ꯭ꯔꯥ ꯅꯠꯇ꯭ꯔꯒ ꯄꯥꯔꯇꯤ ꯑꯁꯤꯒ ꯄꯨꯟꯅ ꯆꯠꯃꯤꯟꯅꯔꯤꯕ ꯅꯒꯥ ꯄꯤꯄꯜ꯭ꯁ ꯐ꯭ꯔꯟ꯭ꯇ ꯅ ꯅꯥꯒꯥꯒꯤ ꯃꯍꯨꯠ ꯁꯤꯜꯂꯒ ꯃꯤꯅꯤꯁꯇꯔꯒꯤ ꯐꯝ ꯑꯃ ꯐꯪꯈ꯭ꯔꯕꯅꯤꯅ ꯑꯗꯨꯝ ꯁꯛꯆꯤꯟꯅꯕ ꯌꯥꯔꯕ꯭ꯔꯥ ꯍꯥꯏꯕꯁꯤꯁꯨ ꯅꯩꯅꯕ ꯆꯨꯝꯃꯤ꯫ ꯃꯃꯥꯡ ꯇꯥꯔ꯭ꯃꯗ ꯃꯤꯅꯤꯁꯇꯔ ꯑꯣꯏꯍꯧꯗꯕ ꯑꯃꯁꯨꯡ ꯃꯤꯅꯤꯁꯇꯔ ꯑꯣꯏꯍꯧꯗꯕꯒꯤ ꯃꯤꯈꯜꯗ ꯈꯨꯗꯣꯡꯆꯥꯗꯕ ꯀꯌꯥꯃꯔꯨꯝ ꯃꯥꯌꯣꯛꯅꯈꯤꯕ ꯃꯦꯝꯕꯔ ꯑꯣꯐ ꯂꯦꯖꯤꯁꯂꯦꯇꯤꯚ ꯑꯦꯁꯦꯝꯕ꯭ꯂꯤꯁꯤꯡꯅ ꯃꯈꯣꯏ ꯃꯤꯅꯤꯁꯇꯔ ꯑꯣꯏꯗꯕ ꯌꯥꯗꯦ ꯍꯥꯏꯕꯒꯤ ꯑꯀꯟꯕ ꯄ꯭ꯔꯦꯁꯔ ꯃꯌꯥꯝ ꯑꯃꯁꯨ ꯂꯩꯔꯤ꯫ ꯄ꯭ꯔꯦꯁꯔꯁꯤꯡ ꯑꯁꯤ ꯃꯈꯣꯏ ꯃꯁꯥ ꯃꯁꯥꯈꯛꯇ ꯅꯠꯇꯅ ꯑꯦꯁꯦꯝꯕ꯭ꯂꯤ ꯀꯟꯁꯇꯤꯇꯨꯌꯦꯟꯁꯤꯒꯤ ꯃꯤꯌꯥꯝꯁꯨ ꯌꯥꯎꯁꯤꯜꯂꯛꯂꯤꯕꯅꯤ꯫ ꯃꯤꯅꯤꯁꯇꯔ ꯄꯤꯗ꯭ꯔꯒꯗꯤ ꯈꯨꯗꯣꯡ ꯆꯥꯗꯕ ꯊꯣꯛꯀꯅꯤ ꯍꯥꯏꯕ ꯐꯥꯎꯕ ꯋꯥꯔꯅꯤꯡ ꯇꯧꯔꯤ꯫ ꯑꯣꯏꯔꯛꯂꯤꯕ ꯐꯤꯚꯝꯁꯤꯡ ꯑꯁꯤ ꯌꯦꯡꯂꯨꯔꯒꯗꯤ ꯃꯤꯅꯤꯁꯇꯔ ꯇꯔꯨꯛ ꯍꯥꯞꯄꯁꯤ ꯑꯔꯥꯏꯕ ꯅꯠꯇꯦ꯫ ꯑꯗꯨꯕꯨ ꯀꯨꯀꯤ ꯑꯃꯁꯨꯡ ꯄꯥꯏꯇꯦ ꯐꯨꯔꯨꯞꯀꯤ ꯑꯣꯏꯅ ꯃꯤꯅꯤꯁꯇꯔ ꯑꯃꯈꯛ ꯊꯤꯟꯗꯣꯛꯄꯁꯤ ꯆꯨꯔꯥꯆꯥꯟꯄꯨꯔ ꯃꯥꯏꯀꯩꯗꯒꯤ ꯍꯥꯞꯄꯅ ꯆꯨꯝꯕ꯭ꯔꯥ ꯅꯠꯇ꯭ꯔꯒ ꯇꯦꯡꯅꯧꯄꯜ ꯑꯦꯁꯦꯝꯕ꯭ꯂꯤ ꯀꯟꯁꯇꯤꯇꯨꯌꯦꯟꯁꯤꯗꯒꯤ ꯍꯥꯞꯄꯅ ꯆꯨꯝꯕ꯭ꯔꯥ ꯍꯥꯏꯕꯗꯨ ꯆꯤꯐ ꯃꯤꯅꯤꯁꯇꯔꯅ ꯌꯥꯝꯅ ꯀꯨꯞꯅ ꯌꯦꯡꯍꯧꯒꯗꯕꯅꯤ꯫ ꯍꯧꯖꯤꯛꯇꯤ ꯃꯇꯨ ꯁꯣꯟꯕ ꯑꯣꯏꯅ ꯎꯒꯅꯤ꯫ ꯑꯗꯨꯕꯨ ꯃꯈꯣꯏꯅ ꯅꯨꯡꯉꯥꯏꯔꯛꯇꯕ ꯃꯇꯝꯗꯗꯤ ꯅꯨꯡ ꯑꯇꯦꯛꯄ ꯁꯝꯕ ꯌꯥꯗꯕꯗꯧꯅ ꯇꯧꯔꯛꯀꯅꯤ꯫ ꯃꯇꯥꯡ ꯑꯁꯤꯗ ꯄꯟꯖꯅꯤꯡꯕ ꯋꯥꯐꯝꯗꯤ, ꯁꯦꯅꯤꯌꯔꯁꯨ ꯑꯣꯏꯕ, ꯄꯥꯔꯇꯤꯒꯤꯁꯨ ꯊꯕꯛ ꯊꯧꯔꯝ ꯀꯌꯥꯗ ꯃꯥꯡꯖꯤꯟ ꯊꯥꯅ ꯁꯔꯨꯛ ꯌꯥꯕ ꯆꯨꯔꯥꯆꯥꯟꯄꯨꯔ ꯃꯥꯏꯀꯩꯒꯤ ꯃꯦꯝꯕꯔ ꯑꯣꯐ ꯂꯦꯖꯤꯁꯂꯦꯇꯤꯚ ꯑꯦꯁꯦꯝꯕ꯭ꯂꯤ ꯑꯃꯗꯤ ꯃꯤꯅꯤꯁꯇꯔ ꯍꯥꯞꯄꯒꯤ ꯇꯉꯥꯏꯐꯗꯕ ꯂꯩꯕ꯭ꯔꯥ ꯍꯥꯏꯕꯗꯨ ꯆꯤꯐ ꯃꯤꯅꯤꯁꯇꯔꯅ ꯌꯦꯡꯁꯤꯜꯍꯟꯅꯤꯡꯏ꯫ ꯃꯅꯤꯅꯤꯁꯇꯔ ꯍꯥꯞꯄꯗ ꯑꯍꯜ ꯉꯥꯛꯇꯗ ꯃꯤꯠꯌꯦꯡ ꯊꯝꯕꯒꯤ ꯃꯍꯨꯠꯇ ꯅꯍꯥ ꯑꯃꯁꯨ ꯌꯥꯎꯍꯟꯕꯒꯤ ꯇꯉꯥꯢꯐꯗꯕ ꯂꯩꯒꯅꯤ꯫ ꯃꯁꯤꯅ ꯄꯥꯔꯇꯤ ꯑꯁꯤꯕꯨ ꯍꯦꯟꯅ ꯃꯄꯥꯡꯒꯜ ꯀꯜꯍꯟꯕꯗ ꯃꯇꯦꯡ ꯄꯥꯡꯒꯅꯤ ꯍꯥꯏꯖꯅꯤꯡꯏ꯫